ꯐꯤꯚꯝ ꯑꯃ ꯄꯤꯔꯕꯥ ꯃꯇꯨꯡꯗ, ꯐꯤꯚꯝ ꯑꯗꯨ ꯐꯒꯠꯍꯟꯕꯥ ꯌꯥꯕ ꯑꯦꯛꯁꯟ ꯅꯠꯇꯔꯒ ꯋꯥꯔꯦꯞ ꯑꯃ ꯄꯤꯌꯨ꯫ ꯍꯧꯈꯤꯕ ꯆꯌꯣꯜ ꯇꯔꯥꯗ ꯀꯝꯄꯦꯅꯤ ꯑꯁꯤꯒꯤ ꯌꯣꯟꯕꯒꯤ ꯆꯥꯡ ꯑꯁꯤ ꯆꯥꯗ ꯇꯥꯔ ꯍꯟꯊꯔꯦ꯫ ꯐꯤꯚꯝ ꯑꯁꯤ ꯐꯒꯠꯍꯟꯅꯕꯥ ꯑꯣꯏꯊꯣꯛꯄ ꯌꯥꯕ ꯑꯦꯛꯁꯟ ꯑꯃꯗꯤ ꯀꯁ꯭ꯇꯃꯔꯁꯤꯡꯒꯤ ꯃꯊꯧ ꯇꯥꯕꯁꯤꯡ ꯑꯃꯁꯨꯡ ꯄꯁꯟꯗꯒꯤ ꯃꯇꯥꯡꯗ ꯍꯦꯟꯅꯥ ꯗꯇꯥ ꯈꯣꯝꯖꯤꯟꯅꯕꯥ ꯃꯥꯔꯀꯦꯠ ꯔꯤꯁꯔꯆ ꯇꯧꯕꯅꯤ꯫ ꯍꯥꯏꯔꯤꯕ ꯋꯥꯈꯜꯂꯣꯟꯁꯤꯡ ꯑꯁꯤꯗ ꯌꯨꯝꯐꯝ ꯑꯣꯏꯔꯒ ꯀꯝꯄꯦꯅꯤ ꯑꯁꯤꯅ ꯃꯁꯤꯒꯤ ꯄꯣꯠꯊꯣꯛ ꯅꯠꯇꯔꯒꯥ ꯁꯔꯕꯤꯁ ꯑꯣꯐꯔ ꯇꯧꯕ, ꯃꯃꯜ ꯂꯦꯞꯄꯥ ꯅꯠꯇꯔꯒ ꯃꯥꯔꯀꯦꯇꯤꯡ ꯁ꯭ꯇꯔꯦꯇꯦꯖꯤꯗ ꯑꯍꯣꯡꯕ ꯄꯨꯔꯛꯄꯥ ꯌꯥꯏ ꯃꯗꯨꯅꯥ ꯇꯥꯔꯒꯦꯠ ꯑꯣꯗꯤꯁꯒꯤ ꯗꯤꯃꯥꯟꯗꯁꯤꯡ ꯍꯦꯟꯅꯥ ꯐꯅꯥ ꯐꯪꯍꯟꯕ ꯑꯃꯁꯨꯡ ꯌꯣꯟꯕꯥ ꯍꯦꯒꯠꯍꯟꯕ ꯌꯥꯏ꯫ ꯑꯇꯣꯞꯄꯥ ꯑꯣꯞꯁꯟ ꯑꯃꯅ ꯑꯅꯧꯕꯥ ꯄ꯭ꯔꯃꯣꯁꯟ ꯀꯦꯝꯄꯦꯟ ꯑꯃ ꯍꯧꯗꯣꯛꯄꯥ ꯅꯠꯇꯔꯒ ꯑꯅꯧꯕ ꯀꯁ꯭ꯇꯃꯔꯁꯤꯡꯕꯨ ꯄꯨꯛꯅꯤꯡ ꯆꯤꯡꯁꯤꯟꯅꯕ ꯑꯃꯁꯨꯡ ꯍꯧꯖꯤꯛ ꯂꯩꯔꯤꯕ ꯀꯁ꯭ꯇꯃꯔꯁꯤꯡꯕꯨ ꯍꯟꯖꯤꯟ ꯍꯟꯖꯤꯟ ꯄꯣꯠ ꯌꯣꯟꯕꯥ ꯌꯥꯅꯕꯥ ꯑꯈꯟꯅꯕꯥ ꯗꯤꯁꯀꯥꯎꯟꯇꯁꯤꯡ ꯄꯤꯕꯥ ꯑꯣꯏꯕꯥ ꯌꯥꯏ꯫ ꯇꯦꯛꯁꯠ ꯑꯗꯨ ꯀꯦꯇꯦꯒꯣꯔꯤ ꯃꯔꯤ ꯒꯤ ꯃꯅꯨꯡꯗꯥ ꯑꯃꯗ ꯀ꯭ꯂꯥꯁꯤꯐꯥꯏ ꯇꯧ: ꯑꯦꯟꯇꯔꯇꯦꯟꯃꯦꯟꯇ, ꯇꯦꯛꯅꯣꯂꯣꯖꯤ, ꯕꯤꯖꯅꯦꯁ, ꯅꯠꯇꯔꯒ ꯑꯦꯖꯨꯀꯦꯁꯟ꯫ ꯑꯦꯄꯜ ꯏꯟꯀ ꯑꯁꯤ ꯀꯦꯂꯤꯐꯣꯔꯅꯤꯌꯥꯒꯤ ꯀ꯭ꯌꯨꯄꯥꯔꯇꯤꯅꯣꯗꯥ ꯍꯦꯠꯀꯋꯥꯇꯔ ꯂꯩꯕ ꯑꯃꯦꯔꯤꯀꯥꯒꯤ ꯃꯜꯇꯤꯅꯦꯁ꯭ꯅꯦꯜ ꯇꯦꯛꯅꯣꯂꯣꯖꯤ ꯀꯝꯄꯦꯅꯤ ꯑꯃꯅꯤ ꯑꯃꯁꯨꯡ ꯃꯁꯤꯅ ꯀꯟꯖꯨꯃꯔ ꯏꯂꯦꯛꯇꯔꯣꯅꯤꯛꯁ, ꯀꯝꯄꯌꯨꯇꯔ ꯁꯣꯐꯋꯦꯌꯔ ꯑꯃꯁꯨꯡ ꯑꯣꯟꯂꯥꯏꯟ ꯁꯔꯚꯤꯁꯁꯤꯡ ꯗꯤꯖꯥꯏꯟ ꯇꯧꯏ, ꯗꯤꯕꯦꯂꯞ ꯇꯧꯏ ꯑꯃꯁꯨꯡ ꯌꯣꯜꯂꯤ꯫ ꯃꯁꯤꯟꯂꯣꯟ ꯃꯈꯥꯗ ꯄꯤꯔꯤꯕ ꯀꯟꯇꯦꯛꯁ ꯑꯁꯤ ꯌꯦꯡꯂꯒ ꯋꯥꯔꯤ ꯒꯤ ꯄ꯭ꯔꯣꯝꯇ ꯑꯃ ꯁꯦꯝꯃꯨ꯫ ꯁꯦꯇꯤꯡ ꯅꯣꯡꯂꯩ-ꯅꯨꯡꯁꯤꯠꯀꯤ ꯃꯔꯛꯇ꯫ ꯅꯣꯡ ꯑꯗꯨ ꯑꯇꯤꯌꯥꯗꯒꯤ ꯃꯈꯥ ꯇꯥꯅ ꯌꯥꯝꯅ ꯋꯥꯅ ꯆꯦꯟꯊꯔꯛꯄꯒ ꯂꯣꯏꯅꯅꯥ ꯖꯦꯟꯅꯥ ꯈꯣꯡꯅꯥ ꯆꯠꯄꯥ ꯅꯣꯡꯃꯩ ꯃꯔꯨꯅꯥ ꯄꯥꯏꯗꯨꯅ ꯆꯠꯈꯤ, ꯃꯍꯥꯛꯀꯤ ꯃꯤꯠꯌꯦꯡ ꯑꯗꯨ ꯋꯥꯏꯇꯦꯞ ꯇꯧꯔꯕꯥ ꯀꯟꯗꯤꯁꯟꯁꯤꯡꯅ ꯊꯨꯒꯥꯏꯈꯤ꯫ ꯅꯨꯡꯁꯤꯠꯅ ꯍꯨꯏꯒꯤ ꯄꯦꯛ ꯑꯃꯒꯨꯝ ꯍꯨꯔꯥꯟꯈꯤ, ꯏꯁꯤꯡ ꯅꯨꯡꯁꯤꯠꯅ ꯃꯍꯥꯛꯀꯤ ꯊꯣꯏꯗꯣꯛꯄꯥ ꯈꯣꯡꯎꯞ ꯑꯗꯨꯗ ꯆꯦꯟꯁꯤꯜꯂꯛꯈꯤ꯫ ꯅꯣꯡꯂꯩ ꯅꯨꯡꯁꯤꯠꯀꯤ ꯃꯇꯝꯗ ꯇꯨꯔꯦꯜꯁꯤꯡꯗ ꯆꯠꯂꯣꯏꯗꯕꯅꯤ ꯍꯥꯏꯅ ꯆꯦꯛꯁꯤꯟꯋꯥ ꯄꯤꯔꯝꯃꯤ ꯑꯗꯨꯕꯨ ꯃꯍꯥꯛ ꯀꯦꯕꯤꯟꯗ ꯀꯨꯞꯁꯤꯟꯗꯨꯅ ꯊꯝꯕꯥ ꯉꯝꯈꯤꯗꯦ꯫ ꯃꯍꯥꯛ ꯑꯐꯕꯥ ꯅꯨꯡꯁꯤꯠꯇꯥ ꯁ꯭ꯕꯔ ꯍꯣꯟꯕꯥ ꯄꯥꯝꯈꯤ, ꯃꯍꯥꯛꯀꯤ ꯕꯨꯠꯀꯤ ꯃꯈꯥꯗ ꯅꯣꯡꯒꯤ ꯈꯣꯡꯎꯞ ꯑꯗꯨ ꯐꯥꯎꯕꯥ ꯄꯥꯝꯈꯤ꯫ ꯑꯗꯨꯕꯨ ꯍꯧꯖꯤꯛꯇꯤ ꯃꯍꯥꯛꯅ ꯅꯣꯡꯂꯩ ꯅꯨꯡꯁꯤꯠꯀꯤ ꯃꯔꯛꯇꯥ ꯆꯠꯄꯥ ꯃꯇꯝꯗꯥ, ꯃꯍꯥꯛꯅ ꯂꯥꯡꯇꯛꯅꯕꯥ ꯄꯣꯍꯟꯕꯥ ꯉꯝꯈꯤꯗꯦ꯫ ꯅꯣꯡꯂꯩ-ꯅꯨꯡꯁꯤꯠ ꯑꯗꯨ ꯍꯦꯟꯅꯥ ꯁꯣꯛꯆꯤꯜꯂꯛꯄꯒꯥ ꯂꯣꯏꯅꯅꯥ, ꯖꯦꯟꯅꯥ ꯃꯍꯥꯛꯄꯨ ꯁꯦꯜ ꯇꯥꯟꯕꯥ ꯃꯊꯧ ꯇꯥꯏ ꯍꯥꯏꯕꯥ ꯈꯪꯈꯤ ꯑꯃꯁꯨꯡ ꯌꯥꯝꯅꯥ ꯊꯨꯅꯥ꯫ ꯃꯍꯥꯛ ꯐ꯭ꯔꯤꯖꯔ ꯑꯣꯏꯅ ꯁꯤꯕꯥ ꯌꯥꯏ ꯍꯥꯏꯅꯥ ꯈꯜꯂꯛꯄꯥ ꯃꯇꯝꯗꯨꯗꯥ ꯃꯍꯥꯛ ꯑꯀꯟꯕꯥ ꯅꯣꯡꯖꯨ-ꯅꯨꯡꯁꯥꯒꯤ ꯃꯔꯛꯇꯥ ꯌꯥꯝꯅꯥ ꯊꯨꯅꯥ ꯎꯕꯥ ꯐꯪꯗꯕꯥ ꯑꯄꯤꯛꯄꯥ ꯒꯨꯍꯥ ꯑꯃꯗ ꯊꯨꯡꯂꯈꯤ꯫ ꯃꯇꯝ ꯈꯔꯒꯤ ꯑꯣꯏꯅꯥ ꯅꯨꯡꯉꯥꯏꯅꯥ ꯂꯦꯞꯂꯝꯕꯥ ꯑꯗꯨꯒꯤꯗꯃꯛ ꯊꯥꯒꯠꯄꯥ ꯐꯣꯡꯗꯣꯛꯂꯗꯨꯅꯥ ꯃꯍꯥꯛ ꯃꯅꯨꯡꯗꯥ ꯂꯝꯕꯤ ꯁꯦꯝꯈꯤ꯫ ꯑꯗꯨꯕꯨ ꯃꯍꯥꯛ ꯃꯐꯝꯗꯨꯗꯥ ꯐꯝꯗꯨꯅꯥ ꯁꯣꯔ ꯍꯣꯟꯕꯗꯥ ꯊꯋꯥꯏ ꯌꯥꯎꯅꯥ ꯅꯣꯡꯂꯩ ꯅꯨꯡꯁꯤꯠ ꯑꯗꯨ ꯉꯥꯏꯗꯨꯅꯥ ꯂꯩꯔꯤꯉꯩꯗ ꯒꯨꯍꯥ ꯑꯗꯨꯒꯤ ꯃꯅꯨꯡꯗꯥ ꯇꯞꯅꯥ ꯇꯞꯅꯥ ꯈꯣꯟꯖꯦꯜ ꯑꯃ ꯂꯥꯛꯈꯤ꯫ ꯃꯍꯥꯛ ꯃꯁꯥ ꯃꯊꯟꯇꯥ ꯅꯠꯇꯦ ꯍꯥꯏꯕꯥ ꯈꯪꯂꯛꯄꯗꯥ ꯖꯦꯒꯤ ꯊꯝꯃꯣꯏ ꯁꯣꯛꯂꯝꯃꯤ꯫ ꯅꯣꯡꯂꯩ ꯅꯨꯡꯁꯤꯠ ꯑꯃꯒꯤ ꯃꯔꯛꯇꯥ ꯀꯅꯅꯥ, ꯅꯠꯇꯔꯒꯥ ꯀꯔꯤꯅꯥ ꯃꯍꯥꯛꯀꯤ ꯁꯦꯜꯐꯝ ꯑꯗꯨ ꯁꯦꯌꯔ ꯇꯧꯔꯝꯃꯤ?